ꯂꯤ ꯂꯦꯟꯗꯤ ( ꯆꯥꯏꯅꯤꯁ, ꯂꯤꯁꯤꯡ ꯑꯃꯒ ꯆꯃꯥꯄꯟ ꯃꯔꯤꯐꯨꯇꯔꯥ ꯃꯥꯄꯟꯒꯤ ꯁꯦꯞꯇꯦꯝꯕꯔ ꯑꯅꯤꯗ ꯄꯣꯛꯈꯤꯕ), ꯂꯦꯟꯗꯤ ꯂꯤ ꯍꯥꯏꯅ ꯈꯪꯅꯕ ꯆꯥꯏꯅꯥꯒꯤ ꯑꯦꯛꯇꯔ, ꯏꯁꯩ ꯅꯣꯡꯃꯥꯏ ꯑꯃꯁꯨꯡ ꯏꯊꯅꯤꯛ ꯃꯣꯗꯦꯜꯅꯤ꯫ ꯃꯍꯥꯛꯅ ꯂꯤꯁꯤꯡ ꯑꯅꯤꯒ ꯇꯔꯥꯃꯥꯄꯟꯒꯤ ꯆꯥꯏꯅꯥꯒꯤ ꯐꯤꯂꯝ ꯑꯦꯗꯣꯔꯤꯡꯗꯁꯨ ꯊꯧꯗꯥꯡ ꯂꯧꯈꯤ꯫ ꯃꯍꯥꯛ ꯃꯥꯏ ꯍꯛꯂꯦꯕꯦꯔꯤ ꯐ꯭ꯔꯦꯟꯗꯁ, ꯋꯨ ꯖꯤꯟ: ꯗ ꯃꯣꯟꯁꯇꯔ ꯀꯤꯂꯥꯔ ꯇꯨ, ꯅꯦꯚꯔ ꯒꯣꯟ, ꯗ꯭ꯔꯤꯃꯤꯡ ꯕꯦꯛ ꯇꯨ ꯗꯤ ꯀꯤꯡ ꯗꯥꯏꯅꯦꯁꯇꯤ ꯑꯃꯁꯨꯡ ꯗꯣꯟꯇ ꯗꯤꯁꯇꯔꯕ ꯃꯥꯏ ꯁ꯭ꯇꯗꯤꯗ ꯃꯍꯥꯛꯀꯤ ꯊꯧꯗꯥꯡꯁꯤꯡꯒꯤꯗꯃꯛ ꯈ꯭ꯋꯥꯏꯗꯒꯤ ꯃꯃꯤꯡ ꯆꯠꯂꯤ꯫ ꯂꯤꯁꯤꯡ ꯑꯅꯤꯒ ꯃꯥꯄꯟꯗ ꯆꯍꯤ ꯇꯔꯥ ꯁꯨꯔꯕꯤ ꯂꯤ ꯂꯦꯟꯗꯤꯅ ꯃꯍꯥꯛꯀꯤ ꯐꯤꯜꯝꯒꯤ ꯑꯍꯥꯟꯕ ꯊꯧꯗꯥꯡ ꯂꯧꯈꯤ "ꯍꯨ ꯗꯤꯗ ꯌꯨ ꯂꯣꯖ ꯇꯨ" ꯗ ꯑꯃꯁꯨꯡ ꯑꯁꯨꯝꯅ ꯐꯤꯜꯝ ꯑꯃꯁꯨꯡ ꯇꯦꯂꯤꯚꯤꯖꯟ ꯏꯟꯗꯁꯇ꯭ꯔꯤꯗ ꯈꯣꯡ ꯊꯥꯡꯖꯤꯟꯈꯤ꯫ ꯂꯤꯅ ꯅꯦꯁꯅꯦꯜ ꯍꯥꯏꯌꯔ ꯑꯦꯖꯨꯀꯦꯁꯟ ꯑꯦꯟꯇ꯭ꯔꯥꯟꯁ ꯑꯦꯛꯖꯥꯃꯤꯅꯦꯁꯟꯗ ꯑꯅꯤꯁꯨꯕ ꯄꯣꯖꯤꯁꯟ ꯇꯥꯔꯕ ꯃꯇꯨꯡꯗ ꯂꯤꯁꯤꯡ ꯑꯅꯤꯒ ꯇꯔꯥꯅꯤꯄꯥꯜꯗ ꯁꯦꯟꯇ꯭ꯔꯦꯜ ꯑꯦꯀꯥꯗꯦꯃꯤ ꯑꯣꯐ ꯗ꯭ꯔꯃꯥꯗ ꯃꯤꯡ ꯆꯟꯈꯤ꯫ ꯉꯜꯂꯤꯉꯩ ꯄꯨꯟꯁꯤ ꯆꯥꯏꯅꯥꯒꯤ ꯏꯃꯨꯡ ꯑꯃꯗ ꯂꯤꯁꯤꯡ ꯑꯃꯒ ꯆꯃꯥꯄꯟ ꯃꯔꯤꯐꯨꯇꯔꯥ ꯃꯥꯄꯟꯒꯤ ꯁꯦꯞꯇꯦꯝꯕꯔ ꯑꯅꯤ, ꯕꯩꯖꯤꯡꯗ ꯄꯣꯛꯈꯤꯕ ꯂꯤ ꯂꯟꯗꯤ ꯑꯁꯤ ꯃꯦꯟꯂꯦꯟꯗ ꯆꯥꯏꯅꯥꯒꯤ ꯐꯤꯜꯝ ꯑꯃꯁꯨꯡ ꯇꯦꯂꯤꯚꯤꯖꯟ ꯑꯦꯛꯇꯔ ꯑꯃꯅꯤ꯫ ꯂꯤꯁꯤꯡ ꯑꯅꯤꯒ ꯇꯔꯥꯍꯨꯝꯗꯣꯏꯗ ꯑꯦꯛꯁꯟ ꯐꯤꯜꯝ ꯐꯨꯆꯨꯟ ꯃꯥꯎꯟꯇꯦꯟ ꯔꯦꯁꯤꯗꯦꯟꯁꯇ ꯑꯣꯁꯃꯥꯟꯊꯨꯁ ꯐ꯭ꯔꯥꯒ꯭ꯔꯥꯟꯁꯇ ꯊꯧꯗꯥꯡ ꯂꯧꯈꯤ꯫ ꯂꯤꯁꯤꯡ ꯑꯅꯤꯒ ꯇꯔꯥꯃꯉꯥꯗ ꯃꯍꯥꯛꯅ ꯖꯨ ꯖꯤꯁꯤꯌꯥꯎꯒ ꯂꯣꯏꯅꯅ ꯑꯔꯕꯥꯟ ꯂꯚ ꯗ꯭ꯔꯃꯥ ꯁꯤꯅꯤꯡ ꯃꯤꯡꯇꯤꯌꯥꯟ ꯐꯤꯜꯝ ꯅꯃꯤꯅꯆꯤ ꯂꯤꯁꯤꯡ ꯑꯅꯤꯒ ꯇꯔꯥꯇꯔꯨꯛꯇ ꯃꯍꯥꯛ ꯑꯔꯕꯥꯟ ꯂꯚ ꯑꯥꯏꯗꯣꯜ ꯗ꯭ꯔꯃꯥ ꯐꯦꯇꯜ ꯂꯚꯇ ꯃꯤꯅꯨꯡꯁꯤ ꯂꯩꯕ ꯅꯨꯄꯤꯃꯆꯥ ꯑꯃ ꯑꯣꯏꯔꯤꯕ ꯌꯥꯎꯌꯥꯎꯗ ꯌꯥꯎꯈꯤ꯫ ꯖꯨꯟ ꯊꯥꯗ ꯃꯍꯥꯛꯅ ꯃꯍꯥꯛꯀꯤ ꯑꯉꯥꯡꯁꯤꯡꯒꯤ ꯏꯟꯁꯄꯤꯔꯦꯁꯅꯦꯜ ꯃꯨꯚꯤ ꯖꯨꯅꯤꯌꯔ ꯆꯦꯁ ꯀꯤꯡꯒꯤꯗꯃꯛ ꯈ꯭ꯋꯥꯏꯗꯒꯤ ꯄꯣꯇꯦꯟꯁꯤꯌꯦꯜ ꯑꯣꯏꯕ ꯆꯥꯏꯜꯗ ꯑꯦꯛꯇꯔꯒꯤ ꯃꯅꯥ ꯐꯪꯈꯤ꯫ ꯂꯤꯁꯤꯡ ꯑꯅꯤꯒ ꯇꯔꯥꯇꯔꯦꯠꯇ ꯃꯍꯥꯛꯄꯨ ꯃꯍꯥꯛꯀꯤ ꯑꯣꯗꯤꯑꯣ ꯚꯤꯖꯨꯑꯦꯜꯁꯤꯡꯅ ꯁꯨ ꯇꯥꯎ ꯍꯥꯏꯅ ꯁꯛꯈꯪꯈꯤ꯫ ꯃꯍꯥꯛꯅ ꯋꯨꯛꯁꯤꯟ ꯃꯥꯁꯇꯔ ꯑꯅꯤꯗ ꯏꯆꯝ ꯆꯝꯕ ꯑꯃꯁꯨꯡ ꯊꯋꯥꯏ ꯌꯥꯎꯕ ꯊꯧꯗꯥꯡ ꯑꯃ ꯂꯧꯈꯤ꯫ "ꯀꯦꯀꯦ", "ꯃꯣꯢꯂꯥꯡ" ꯑꯃꯗꯤ "ꯉꯥꯉꯣꯢ" ꯑꯍꯨꯝꯃꯛ ꯏꯃꯥꯟ ꯃꯥꯟꯅꯅ ꯁꯤꯖꯤꯟꯅꯕ ꯋꯥꯍꯩꯁꯤꯡꯅꯤ꯫ ꯃꯤ ꯂꯥꯢ ꯇꯤꯟꯒꯤ ꯋꯥꯔꯤ ꯃꯣꯏꯔꯥꯡ ꯀꯪꯂꯩꯔꯣꯜ ꯑꯁꯤ ꯋꯥꯔꯤ ꯃꯈꯜ ꯃꯊꯦꯜ ꯁꯨꯅ ꯌꯥꯎꯏ꯫ ꯃꯁꯤꯗ ꯈꯣꯌꯨꯝ ꯂꯥꯌꯥꯝꯁꯤꯡꯒꯤ ꯐꯝꯂꯣꯟꯒꯤ ꯃꯇꯥꯡꯗꯁꯨ ꯌꯥꯎꯏ꯫ ꯃꯁꯤꯗ ꯊꯥꯡꯆꯤꯡ ꯂꯥꯢꯒꯤ ꯂꯧꯇꯥꯕ ꯀꯨꯝꯃꯩꯗ ꯁꯔꯨꯛ ꯌꯥꯕ ꯂꯥꯢ ꯅꯨꯄꯥ ꯃꯥꯄꯟ ꯑꯃꯗꯤ ꯂꯥꯢ ꯅꯨꯄꯤ ꯃꯥꯥꯄꯟ ꯒꯤ ꯃꯇꯥꯡꯗꯁꯨ ꯌꯥꯎꯏ꯫ ꯃꯈꯣꯢꯁꯤ ꯀꯅꯥꯒꯨꯝꯕꯁꯤꯡꯅ "ꯂꯥꯢꯄꯨꯡꯊꯧ" ꯑꯃꯗꯤ "ꯂꯥꯢꯄꯦꯟꯊꯧ"ꯅꯤ ꯍꯥꯢꯕꯁꯨ ꯌꯥꯎꯏ꯫ ꯃꯣꯢꯂꯥꯡ ꯁꯥꯌꯣꯟ ꯋꯥꯔꯤ ꯑꯁꯤ ꯃꯣꯢꯂꯥꯡ ꯀꯪꯂꯩꯔꯣꯜꯒꯤ ꯌꯥꯡꯂꯦꯟ ꯁꯔꯨ (ꯍꯥꯢꯕꯗꯤ ꯈ꯭ꯋꯥꯢꯗꯒꯤ ꯃꯄꯨꯡ ꯑꯣꯢꯕ) ꯁꯔꯨꯛ ꯅꯤ꯫ ꯃꯁꯤ ꯊꯥꯡꯖꯤꯡ ꯂꯥꯢꯒꯤ ꯊꯧꯁꯤꯜ ꯃꯇꯨꯡꯏꯟꯅꯅꯤ ꯍꯥꯢꯅ ꯂꯧꯅꯩ꯫ ꯃꯁꯤ ꯂꯥꯢ ꯏꯄꯨꯊꯧ ꯊꯥꯡꯆꯤꯡꯅ ꯁꯤꯟꯕꯅꯤ ꯍꯥꯢꯅ ꯂꯧꯅꯩ꯫ ꯍꯦꯟꯖꯨꯅꯥꯍꯥ ꯑꯃꯁꯨꯡ ꯂꯥꯏꯔꯧꯂꯦꯝꯕꯤ ꯍꯦꯟꯖꯨꯅꯥꯍꯥ, ꯃꯃꯥ ꯃꯄꯥ ꯉꯟꯅ ꯀꯥꯏꯅꯈꯤꯕ ꯅꯨꯄꯥꯃꯆꯥ ꯑꯃꯅꯤ ꯑꯃꯁꯨꯡ ꯊꯣꯡꯅꯥꯡ ꯂꯥꯏꯔꯧꯂꯦꯝꯕꯤ ꯑꯁꯤ ꯏꯅꯥꯈꯨꯟꯕ ꯏꯃꯨꯡꯒꯤ ꯃꯆꯥꯅꯨꯄꯤꯅꯤ꯫ ꯃꯈꯣꯏ ꯑꯅꯤꯅ ꯁꯩꯔꯦꯡ ꯂꯤꯁꯥꯡ ꯑꯁꯤꯒꯤ ꯑꯅꯤꯁꯨꯕ ꯅꯨꯡꯁꯤꯅꯖꯕ ꯁꯥꯕꯤ ꯁꯥꯅꯧꯅꯤ꯫